ꯏꯝꯄꯥꯊꯤꯅ ꯃꯇꯧ ꯀꯔꯝꯅ ꯋꯥꯈꯜ ꯂꯥꯡꯇꯛꯅꯕ ꯑꯃ ꯀꯣꯛꯍꯟꯕꯗ ꯃꯇꯦꯡ ꯄꯥꯡꯕꯒꯦ ꯍꯥꯏꯕꯒꯤ ꯈꯨꯗꯝ ꯑꯃ ꯄꯤꯌꯨ꯫ ꯏꯝꯄꯥꯊꯤ ꯍꯥꯏꯕꯁꯤ ꯑꯇꯣꯞꯄꯒꯤ ꯄꯨꯛꯅꯤꯡ-ꯋꯥꯈꯜ ꯈꯪꯕ ꯑꯃꯁꯨꯡ ꯁꯦꯌꯔ ꯇꯧꯕ ꯉꯝꯕ ꯍꯥꯏꯕꯁꯤꯅꯤ꯫ ꯃꯁꯤꯅ ꯃꯔꯤ ꯂꯩꯅꯕ ꯃꯤꯑꯣꯏꯁꯤꯡꯒꯤ ꯐꯤꯚꯝ ꯑꯗꯨ ꯑꯇꯣꯞꯄ ꯃꯤꯑꯣꯏ ꯑꯗꯨꯒꯤ ꯃꯤꯠꯌꯦꯡꯗꯒꯤ ꯌꯦꯡꯕ ꯌꯥꯍꯟꯗꯨꯅꯥ ꯋꯥꯊꯣꯛꯁꯤꯡ ꯀꯣꯛꯍꯟꯕꯗ ꯁꯛꯇꯤ ꯂꯩꯕ ꯈꯨꯠꯂꯥꯏ ꯑꯃ ꯑꯣꯏꯕ ꯌꯥꯏ꯫ ꯃꯈꯥꯗ ꯄꯤꯔꯤꯕꯁꯤ ꯏꯝꯄꯥꯊꯤꯅ ꯃꯇꯧ ꯀꯔꯝꯅ ꯋꯥꯈꯜ ꯂꯥꯡꯇꯛꯅꯕ ꯑꯃ ꯀꯣꯛꯍꯟꯕꯗ ꯃꯇꯦꯡ ꯄꯥꯡꯕꯒꯦ ꯍꯥꯏꯕꯒꯤ ꯈꯨꯗꯝ ꯑꯃ ꯄꯤꯔꯤ: ꯊꯕꯛ ꯇꯧꯃꯤꯟꯅꯔꯤꯕ ꯃꯤꯑꯣꯏ ꯑꯅꯤꯒꯤ ꯃꯔꯛꯇ ꯑꯃꯁꯨꯡ ꯖꯦꯝꯁꯅ ꯄ꯭ꯔꯣꯖꯦꯛꯇ ꯑꯃ ꯀꯔꯝꯅ ꯂꯣꯏꯁꯤꯅꯟꯒꯗꯒꯦ ꯍꯥꯏꯕꯒꯤ ꯃꯇꯥꯡꯗ ꯌꯥꯅꯗꯕ ꯑꯃ ꯂꯩ ꯍꯥꯏꯅ ꯂꯧꯔꯁꯤ꯫ ꯃ꯭ꯥꯔꯛꯅ ꯊꯥꯖꯩ ꯃꯗꯨꯗꯤ ꯄ꯭ꯔꯣꯖꯦꯛꯇ ꯑꯁꯤ ꯃꯈꯥ ꯆꯠꯊꯗ꯭ꯔꯤꯉꯩꯒꯤ ꯃꯃꯥꯡꯗ ꯍꯦꯟꯅ ꯑꯦꯅꯂꯥꯏꯁꯤꯁ ꯇꯧꯕ ꯃꯊꯧ ꯇꯥꯏ, ꯑꯗꯨꯒ ꯖꯦꯝꯁꯅ ꯃꯈꯥ ꯇꯥꯅ ꯊꯦꯡꯊꯕ ꯂꯩꯇꯅ ꯊꯨꯅ ꯃꯥꯡꯂꯣꯝꯗ ꯆꯪꯁꯤꯟꯕ ꯄꯥꯝꯃꯤ꯫ ꯋꯥꯔꯤ ꯁꯥꯟꯅꯕꯒꯤ ꯃꯍꯨꯠꯇ ꯃꯈꯣꯏ ꯑꯅꯤꯅ ꯈꯣꯡꯊꯥꯡ ꯑꯃ ꯍꯟꯖꯤꯟ ꯍꯟꯖꯤꯟ ꯆꯠꯅꯕ ꯋꯥꯔꯦꯞ ꯂꯧꯏ ꯑꯃꯁꯨꯡ ꯐꯤꯚꯝ ꯑꯗꯨ ꯑꯇꯣꯞꯄ ꯃꯤꯑꯣꯏ ꯑꯗꯨꯒꯤ ꯃꯤꯠꯌꯦꯡꯗꯒꯤ ꯌꯦꯡꯅꯕ ꯍꯣꯠꯅꯩ꯫ ꯃ꯭ꯥꯔꯛꯅ ꯖꯦꯝꯁꯅ ꯄ꯭ꯔꯣꯖꯦꯛꯇ ꯑꯁꯤ ꯊꯨꯅ ꯂꯣꯏꯁꯤꯟꯅꯕ ꯄ꯭ꯔꯦꯁꯔ ꯀꯌꯥ ꯑꯃ ꯃꯥꯌꯣꯛꯅꯔꯤ ꯍꯥꯏꯕ ꯈꯪꯏ ꯑꯃꯁꯨꯡ ꯖꯦꯝꯁꯅ ꯃ꯭ꯥꯔꯛꯅ ꯄ꯭ꯔꯣꯖꯦꯛꯇ ꯑꯁꯤꯒꯤ ꯃꯇꯝ ꯁꯥꯡꯅ ꯃꯥꯏ ꯄꯥꯛꯄ ꯉꯝꯕꯒꯤ ꯃꯇꯥꯡꯗ ꯋꯥꯈꯜ ꯋꯥꯕ ꯑꯗꯨ ꯈꯪꯏ꯫ ꯑꯅꯧꯕ ꯋꯥꯈꯜꯂꯣꯟ ꯑꯁꯤꯒ ꯂꯣꯏꯅꯅ ꯊꯕꯛ ꯇꯧꯃꯤꯟꯅꯔꯤꯕ ꯃꯤꯑꯣꯏ ꯑꯅꯤ ꯑꯁꯤꯅ ꯄꯣꯠꯊꯣꯛ ꯂꯩꯕ ꯋꯥꯔꯤ ꯁꯥꯅꯕ ꯑꯃ ꯄꯨꯔꯛꯄ ꯉꯝꯂꯤ ꯑꯃꯁꯨꯡ ꯃꯈꯣꯏꯒꯤ ꯗꯔꯀꯥꯔ ꯑꯣꯏꯕꯁꯤꯡ ꯑꯅꯤꯃꯛꯀꯤ ꯃꯇꯨꯡ ꯏꯟꯅ ꯌꯥꯅꯕ ꯑꯃ ꯄꯨꯔꯛꯄ ꯉꯝꯂꯤ꯫ ꯃꯈꯣꯏꯅ ꯄ꯭ꯔꯣꯖꯦꯛꯇ ꯑꯁꯤ ꯃꯇꯝ ꯆꯥꯅ ꯃꯥꯡꯂꯣꯝꯗ ꯆꯪꯁꯤꯟꯕ ꯉꯝꯅꯕ ꯑꯀꯟꯕ ꯗꯦꯗꯂꯥꯏꯟ ꯈꯔꯁꯨ ꯂꯦꯞꯊꯣꯛꯄꯒ ꯂꯣꯏꯅꯅ ꯑꯦꯅꯂꯥꯏꯁꯤꯁꯀꯤꯗꯃꯛꯇ ꯃꯇꯝ ꯈꯔ ꯍꯦꯟꯅ ꯂꯧꯅꯕ ꯋꯥꯔꯦꯞ ꯂꯧꯏ꯫ ꯑꯃꯒ ꯑꯃꯒ ꯅꯨꯡꯁꯤꯅꯅ ꯂꯩꯃꯤꯟꯅꯗꯨꯅ ꯃ꯭ꯥꯔꯛ ꯑꯃꯁꯨꯡ ꯖꯦꯝꯁꯅ ꯃꯈꯣꯏꯒꯤ ꯂꯥꯟꯐꯝ ꯑꯗꯨ ꯁꯟꯗꯣꯛꯍꯟꯕ ꯉꯝꯈꯤ ꯑꯃꯁꯨꯡ ꯄꯥꯔꯇꯤ ꯑꯅꯤꯃꯛꯇ ꯅꯨꯡꯉꯥꯏꯕ ꯄꯣꯛꯍꯟꯕ ꯉꯝꯕ ꯁꯣꯂꯨꯁꯟ ꯑꯃ ꯁꯦꯝꯒꯠꯅꯕ ꯄꯨꯟꯅ ꯊꯕꯛ ꯇꯧꯃꯤꯟꯅꯈꯤ꯫ ꯃꯈꯥꯗ ꯄꯤꯔꯤꯕ ꯋꯥꯍꯩ ꯑꯁꯤꯗꯒꯤ ꯑꯁꯣꯏꯕ ꯄꯨꯝꯅꯃꯛ ꯂꯧꯊꯣꯛꯎ꯫ "ꯃꯍꯥꯛꯅ ꯋꯥꯍꯩꯒꯤ ꯁꯛꯇꯤꯗ ꯊꯥꯖꯕ ꯊꯝꯃꯤ"꯫ ꯃꯍꯥꯛꯅ ꯋꯥꯍꯩꯒꯤ ꯁꯛꯇꯤꯗ ꯊꯥꯖꯩ꯫ ꯋꯥꯔꯤ ꯑꯃ ꯁꯦꯝꯅꯕ ꯈꯣꯡꯊꯥꯡꯁꯤꯡꯒꯤ ꯑꯥꯎꯇꯂꯥꯏꯟ ꯑꯃ ꯁꯦꯝꯃꯨ꯫ ꯃꯈꯥꯗ ꯂꯥꯏꯔꯤꯛ ꯑꯃ ꯁꯦꯝꯅꯕꯒꯤ ꯈꯣꯡꯊꯥꯡꯁꯤꯡꯒꯤ ꯑꯥꯎꯇꯂꯥꯏꯟ ꯑꯃ ꯄꯤꯔꯤ ꯍꯤꯔꯝ ꯑꯃ ꯈꯜꯂꯨ ꯅꯍꯥꯛꯅ ꯏꯕ ꯄꯥꯝꯂꯤꯕ ꯄꯨꯛꯅꯤꯡ ꯆꯤꯡꯁꯤꯟꯅꯤꯡꯉꯥꯏ ꯑꯣꯏꯕ ꯑꯃꯁꯨꯡ ꯃꯔꯤ ꯂꯩꯅꯕ ꯍꯤꯔꯝ ꯑꯃ ꯈꯜꯂꯨ꯫ ꯔꯤꯁꯔꯆ: ꯏꯟꯐꯣꯔꯃꯦꯁꯟ ꯑꯃꯁꯨꯡ ꯋꯥꯈꯜꯂꯣꯟꯁꯤꯡ ꯈꯣꯝꯖꯤꯟꯅꯕ ꯅꯍꯥꯛꯀꯤ ꯍꯤꯔꯝ ꯑꯗꯨ ꯔꯤꯁꯔꯆ ꯇꯧꯕꯤꯌꯨ꯫ ꯃꯁꯤꯗ ꯂꯥꯏꯔꯤꯛꯁꯤꯡ, ꯑꯥꯔꯇꯤꯀꯜꯁꯤꯡ ꯄꯥꯕ ꯅꯠꯇ꯭ꯔꯒ ꯃꯔꯤ ꯂꯩꯅꯕ ꯑꯃꯁꯨꯡ ꯊꯥꯖꯕ ꯌꯥꯕ ꯏꯟꯐꯣꯔꯃꯦꯁꯟ ꯐꯪꯅꯕꯒꯤꯗꯃꯛ ꯑꯣꯟꯂꯥꯏꯟ ꯁꯣꯔꯁꯁꯤꯡ ꯁꯤꯖꯤꯟꯅꯕ ꯌꯥꯎꯕ ꯌꯥꯏ꯫ ꯊꯤꯁꯤꯁ ꯁ꯭ꯇꯦꯠꯃꯦꯟꯇ ꯑꯃ ꯁꯦꯝꯒꯠꯄ: ꯅꯍꯥꯛꯀꯤ ꯏꯁꯦꯒꯤ ꯃꯔꯨꯑꯣꯏꯕꯥ ꯑꯥꯔꯒꯨꯃꯦꯟꯇ ꯅꯠꯇꯔꯒ ꯄꯣꯏꯟꯇ ꯑꯗꯨ ꯐꯣꯡꯗꯣꯛꯂꯤꯕ ꯃꯌꯦꯛ ꯁꯦꯡꯕ ꯑꯃꯁꯨꯡ ꯊꯣꯏꯗꯣꯛꯄ ꯊꯤꯁꯤꯁ ꯁ꯭ꯇꯦꯠꯃꯦꯟꯇ ꯑꯃ ꯁꯦꯝꯒꯠꯄ꯫ ꯅꯍꯥꯛꯀꯤ ꯋꯥꯈꯜꯂꯣꯟꯁꯤꯡ ꯑꯗꯨ ꯑꯣꯔꯒꯅꯥꯏꯖ ꯇꯧ ꯅꯍꯥꯛꯀꯤ ꯋꯥꯈꯜꯂꯣꯅꯁꯤꯡ ꯑꯗꯨ ꯑꯣꯔꯒꯅꯥꯏꯖ ꯇꯧꯅꯕ ꯑꯥꯎꯇꯂꯥꯏꯟ ꯑꯃ ꯁꯦꯝꯃꯨ ꯑꯃꯁꯨꯡ ꯅꯍꯥꯛꯀꯤ ꯋꯥꯔꯤ ꯑꯗꯨ ꯂꯣꯖꯤꯀꯦꯜ ꯑꯣꯏꯕ ꯁ꯭ꯇꯔꯛꯆꯔ ꯑꯃ ꯂꯩꯕ꯭ꯔꯥ ꯍꯥꯏꯕꯗꯨ ꯌꯦꯡꯎ꯫ ꯏꯅꯇ꯭ꯔꯣꯗ꯭ꯌꯨꯁꯟ ꯏꯕ ꯏꯅꯇ꯭ꯔꯣꯗ꯭ꯌꯨꯁꯟ ꯑꯗꯨꯗ ꯍꯤꯔꯝ ꯑꯗꯨ ꯏꯅꯇ꯭ꯔꯣꯗ꯭ꯌꯨꯁꯟ ꯇꯧꯒꯗꯕꯅꯤ, ꯕꯦꯛꯒ꯭ꯔꯥꯎꯟꯗ ꯏꯟꯐꯣꯔꯃꯦꯁꯟ ꯄꯤꯒꯗꯕꯅꯤ ꯑꯃꯁꯨꯡ ꯊꯤꯁꯤꯁ ꯁ꯭ꯇꯦꯠꯃꯦꯟꯇ ꯑꯗꯨꯁꯨ ꯐꯣꯡꯗꯣꯛꯀꯗꯕꯅꯤ꯫ ꯍꯛꯆꯥꯡ ꯏꯕ: ꯋꯥꯔꯤꯃꯆꯥꯒꯤ ꯍꯛꯆꯥꯡꯗ ꯄꯦꯔꯥꯒ꯭ꯔꯥꯐ ꯀꯌꯥ ꯌꯥꯎꯒꯗꯕꯅꯤ, ꯃꯈꯣꯏ ꯈꯨꯗꯤꯡꯃꯛꯅ ꯅꯍꯥꯛꯀꯤ ꯊꯤꯁꯤꯁ ꯑꯗꯨꯕꯨ ꯃꯇꯦꯡ ꯄꯥꯡꯂꯤꯕ ꯃꯔꯨꯑꯣꯏꯕ ꯋꯥꯐꯝ ꯑꯃ ꯐꯣꯡꯗꯣꯛꯂꯒ, ꯄ꯭ꯔꯃꯥꯟ ꯑꯃꯁꯨꯡ ꯈꯨꯗꯝꯁꯤꯡꯒ ꯂꯣꯏꯅꯅ ꯄꯤꯒꯗꯕꯅꯤ꯫ ꯂꯣꯏꯁꯤꯟꯕꯒꯤ ꯋꯥꯔꯣꯜ ꯏꯕꯤꯌꯨ: ꯂꯣꯏꯁꯤꯟꯕꯗ ꯅꯍꯥꯛꯀꯤ ꯋꯥꯔꯤꯒꯤ ꯃꯔꯨꯑꯣꯏꯕ ꯋꯥꯐꯝꯁꯤꯡ ꯑꯗꯨ ꯀꯨꯞꯅ ꯌꯦꯡꯁꯤꯟꯒꯗꯕꯅꯤ ꯑꯃꯁꯨꯡ ꯊꯤꯁꯤꯁ ꯑꯗꯨ ꯑꯅꯧꯕ ꯑꯃꯁꯨꯡ ꯄꯨꯛꯅꯤꯡ ꯆꯤꯡꯁꯤꯟꯅꯤꯡꯉꯥꯏ ꯑꯣꯏꯕ ꯃꯑꯣꯡꯗ ꯑꯃꯨꯛ ꯍꯟꯅ ꯐꯣꯡꯗꯣꯛꯀꯗꯕꯅꯤ꯫ ꯑꯦꯗꯤꯠ ꯇꯧꯕ ꯑꯃꯁꯨꯡ ꯔꯤꯚꯥꯏꯁ ꯇꯧꯕ: ꯑꯔꯣꯏꯕꯗ, ꯅꯍꯥꯛꯀꯤ ꯋꯥꯔꯤ ꯑꯗꯨ ꯌꯥꯝꯅ ꯐꯖꯅ ꯏꯕ, ꯑꯁꯣꯏꯕ ꯂꯩꯇꯕ ꯑꯃꯁꯨꯡ ꯅꯍꯥꯛꯀꯤ ꯋꯥꯈꯜꯂꯣꯟꯁꯤꯡ ꯑꯗꯨ ꯏꯐꯦꯛꯇꯤꯚ ꯑꯣꯏꯅ ꯄꯥꯎ ꯐꯥꯎꯅꯅꯕ ꯄ꯭ꯔꯨꯐ ꯔꯤꯗ ꯇꯧꯕ ꯑꯃꯁꯨꯡ ꯔꯤꯚꯥꯏꯁ ꯇꯧꯕ꯫